ꯑꯅꯧꯕ ꯇꯦꯛꯅꯣꯂꯣꯖꯤ ꯑꯁꯤꯒꯤꯗꯃꯛꯇ ꯆꯨꯅꯕ ꯃꯃꯤꯡ ꯑꯃ ꯊꯤꯕꯤꯌꯨ꯫ ꯑꯅꯧꯕ ꯇꯦꯛꯅꯣꯂꯣꯖꯤ ꯑꯃꯒꯤ ꯆꯨꯅꯕ ꯃꯃꯤꯡ ꯑꯃ ꯑꯣꯏꯅ "ꯏꯅꯣꯚꯦꯇꯦꯛ" ꯍꯥꯏꯕ ꯌꯥꯏ ꯃꯁꯤꯅ "ꯏꯅꯣꯚꯦꯠ" ꯑꯃꯁꯨꯡ "ꯇꯦꯛꯅꯣꯂꯣꯖꯤ" ꯍꯥꯏꯕ ꯋꯥꯍꯩꯁꯤꯡ ꯑꯁꯤ ꯄꯨꯟꯁꯤꯟꯗꯨꯅ ꯄꯣꯠꯊꯣꯛ ꯑꯗꯨꯒꯤ ꯑꯅꯧꯕ ꯑꯃꯁꯨꯡ ꯑꯍꯣꯡꯕ ꯃꯑꯣꯡ ꯃꯇꯧ ꯑꯗꯨ ꯔꯤꯄ꯭ꯔꯖꯦꯟꯇ ꯇꯧꯏ꯫ ꯃꯈꯥꯒꯤ ꯄꯦꯔꯥꯒ꯭ꯔꯥꯐ ꯑꯁꯤ ꯄꯥꯕꯤꯌꯨ ꯑꯃꯁꯨꯡ ꯑꯥꯔꯇꯤꯀꯜ ꯑꯗꯨꯒꯤ ꯃꯇꯥꯡꯗ ꯃꯌꯦꯛ ꯁꯦꯡꯅ ꯇꯥꯛꯄ ꯇꯥꯏꯇꯜ ꯑꯃ ꯁꯦꯝꯃꯨ꯫ ꯒ꯭ꯔꯦꯠ ꯕꯦꯔꯤꯌꯥꯔ ꯔꯤꯐ ꯑꯁꯤ ꯃꯥꯂꯦꯝꯒꯤ ꯈ꯭ꯋꯥꯏꯗꯒꯤ ꯆꯥꯎꯕ ꯀꯣꯔꯜ ꯔꯤꯐ ꯁꯤꯁꯇꯦꯝꯅꯤ, ꯃꯁꯤ ꯑꯣꯁꯇ꯭ꯔꯦꯂꯤꯌꯥꯒꯤ ꯁꯃꯨꯗ꯭ꯔ ꯈꯣꯡꯕꯥꯜꯗ ꯂꯩ꯫ ꯃꯁꯤꯗ ꯉꯥ ꯃꯈꯜ ꯀꯌꯥ ꯎꯏ, ꯗꯣꯜꯐꯤꯟ ꯑꯃꯁꯨꯡ ꯇꯣꯔꯇꯣꯏꯖ ꯃꯈꯜ ꯀꯨꯟꯇꯔꯥ ꯌꯥꯎꯅ ꯇꯨꯔꯦꯜ ꯃꯈꯜ ꯇꯔꯨꯛ ꯑꯃꯁꯨꯡ ꯈꯨꯗꯣꯡꯊꯤꯕ ꯅꯪꯂꯕ ꯃꯈꯜ ꯈꯔ ꯐꯥꯎꯕ ꯌꯥꯎꯅ ꯊꯥꯖꯕ ꯌꯥꯗꯕ ꯁꯃꯨꯗ꯭ꯔꯒꯤ ꯍꯤꯡꯕꯒꯤ ꯃꯐꯝ ꯑꯃꯅꯤ꯫ ꯑꯆꯧꯕ ꯕꯦꯔꯤꯌꯥꯔ ꯔꯤꯐꯀꯤ ꯑꯉꯛꯄꯁꯤꯡ: ꯃꯥꯂꯦꯝꯒꯤ ꯈ꯭ꯋꯥꯏꯗꯒꯤ ꯆꯥꯎꯕ ꯀꯣꯔꯜ ꯔꯤꯐ ꯁꯤꯁꯇꯦꯝ꯫ ꯑꯩꯈꯣꯏꯗ ꯍꯤꯔꯝ ꯑꯃꯒꯤ ꯃꯇꯥꯡꯗ ꯗꯦꯇꯥ ꯈꯔ ꯄꯤꯔꯤ꯫ ꯍꯤꯔꯝ ꯑꯗꯨꯒꯤ ꯃꯇꯥꯡꯗ ꯃꯁꯛ ꯇꯥꯛꯄ ꯄꯦꯔꯥꯒ꯭ꯔꯥꯐ ꯑꯃ ꯏꯕꯤꯌꯨ꯫ ꯁ꯭ꯇꯦꯚꯦꯟ ꯖꯕꯁ ꯂꯤꯡꯈꯠꯈꯤꯕ ꯁꯦꯝ ꯃꯥꯂꯦꯝ ꯁꯤꯟꯕ ꯊꯨꯡꯅ ꯁꯨꯞꯅꯇꯒꯤ ꯁ꯭ꯇꯤꯚ ꯖꯕꯁ ꯍꯥꯏꯅ ꯈꯪꯅꯕ ꯁ꯭ꯇꯦꯚꯦꯟ ꯖꯕꯁ ꯑꯁꯤ ꯃꯥꯂꯦꯝꯒꯤ ꯃꯀꯣꯛ ꯊꯣꯡꯕ ꯇꯦꯛꯅꯣꯂꯣꯖꯤ ꯀꯝꯄꯦꯅꯤꯁꯤꯡꯒꯤ ꯃꯅꯨꯡꯗ ꯑꯃ ꯑꯣꯏꯔꯤꯕ ꯑꯦꯄꯜꯒꯤ ꯂꯤꯖꯦꯟꯗꯥꯔꯤ ꯐꯥꯎꯟꯗꯔꯅꯤ꯫ ꯃꯥꯡꯖꯤꯜ ꯊꯥꯔꯤꯕ ꯏꯅꯣꯚꯦꯇꯔ ꯑꯃꯁꯨꯡ ꯑꯣꯟꯇ꯭ꯔꯨꯄ꯭ꯔꯤꯅꯔ ꯑꯃ ꯑꯣꯏꯔꯤꯕ ꯖꯕꯁꯅ ꯄꯔꯁꯣꯅꯦꯜ ꯀꯝꯄ꯭ꯌꯨꯇꯤꯡ ꯑꯃꯁꯨꯡ ꯀꯝꯃ꯭ꯌꯨꯅꯤꯀꯦꯁꯟꯒꯤ ꯃꯑꯣꯡ ꯃꯇꯧ ꯍꯣꯡꯗꯣꯛꯄꯗ ꯃꯔꯨꯑꯣꯏꯕ ꯊꯧꯗꯥꯡ ꯂꯧꯈꯤ꯫ ꯃꯍꯥꯛꯀꯤ ꯐꯣꯔꯁꯥꯏꯠ, ꯗ꯭ꯔꯥꯏꯕ ꯑꯃꯁꯨꯡ ꯖꯤꯅꯤꯁꯀꯤ ꯈꯨꯠꯊꯥꯡꯗ ꯃꯍꯥꯛꯅ ꯂꯤꯒꯦꯁꯤ ꯑꯃ ꯁꯦꯝꯈꯤ ꯃꯗꯨꯅ ꯉꯁꯤ ꯐꯥꯎꯕ ꯗꯤꯖꯤꯇꯦꯜ ꯃꯥꯂꯦꯝ ꯑꯁꯤꯕꯨ ꯃꯈꯥ ꯇꯥꯅ ꯏꯊꯤꯜ ꯄꯤꯔꯤ ꯑꯃꯁꯨꯡ ꯃꯑꯣꯡ ꯁꯦꯝꯒꯠꯂꯤ꯫ ꯚꯔꯆꯨꯑꯦꯜ ꯑꯦꯁꯤꯁꯇꯦꯟꯇ ꯑꯃꯁꯨꯡ ꯑꯥꯔꯇꯤꯐꯤꯁꯤꯑꯦꯜ ꯏꯟꯇꯦꯂꯤꯖꯦꯟꯁ ꯒꯤ ꯃꯔꯛꯇ ꯂꯩꯕ ꯈꯦꯠꯅꯕ ꯑꯗꯨ ꯁꯟꯗꯣꯛꯅ ꯇꯥꯛꯄꯤꯌꯨ ꯅꯠꯇ꯭ꯔꯒ ꯚꯔꯆꯨꯑꯦꯜ ꯑꯦꯁꯤꯁꯇꯦꯟꯇ ꯍꯥꯏꯕꯁꯤ ꯌꯨꯖꯔꯁꯤꯡꯅ ꯑꯀꯛꯅꯕ ꯊꯕꯛꯁꯤꯡ ꯄꯥꯡꯊꯣꯛꯄꯗ ꯃꯇꯦꯡ ꯄꯥꯡꯅꯕ ꯗꯤꯖꯥꯏꯟ ꯇꯧꯕ ꯁꯣꯐꯇꯋꯥꯌꯔ ꯑꯦꯄ꯭ꯂꯤꯀꯦꯁꯟ ꯑꯃꯅꯤ꯫ ꯚꯔꯆꯨꯑꯦꯜ ꯑꯦꯁꯤꯁꯇꯦꯟꯇ ꯑꯃ ꯃꯍꯧꯁꯥꯅ ꯌꯨꯖꯔꯅ ꯄꯤꯕ ꯑꯀꯛꯅꯕ ꯀꯃꯥꯟꯗꯁꯤꯡꯒꯤ ꯄꯥꯎꯈꯨꯝ ꯄꯤꯕ ꯔꯨꯜꯗ ꯌꯨꯝꯐꯝ ꯑꯣꯏꯕ ꯁꯤꯁꯇꯦꯝ ꯑꯃꯅ ꯄꯥꯋꯔ ꯇꯧꯏ꯫ ꯑꯃꯔꯣꯝꯗ ꯑꯥꯔꯇꯤꯐꯤꯁꯤꯑꯦꯜ ꯏꯟꯇꯤꯂꯤꯖꯦꯟꯁ ꯍꯥꯏꯕꯁꯤ ꯀꯝꯄ꯭ꯌꯨꯇꯔ ꯁꯤꯁꯇꯦꯝꯁꯤꯡꯅ ꯃꯤꯑꯣꯏꯕꯒꯤ ꯏꯟꯇꯦꯂꯤꯖꯦꯟꯁꯀꯤ ꯊꯧꯑꯣꯡꯁꯤꯡ ꯁ꯭ꯇꯤꯃꯨꯂꯦꯁꯟ ꯇꯧꯕꯅꯤ꯫ ꯃꯁꯤꯅ ꯇꯥꯛꯄꯗꯤ ꯁꯤꯁꯇꯦꯝ ꯑꯃꯅ ꯑꯅꯧꯕ ꯐꯤꯚꯝꯁꯤꯡꯗ ꯇꯝꯅꯕꯒꯤ ꯑꯃꯁꯨꯡ ꯆꯨꯁꯤꯟꯅꯕꯒꯤ ꯇꯧꯕ ꯉꯝꯕ ꯂꯩ ꯑꯃꯁꯨꯡ ꯌꯨꯖꯔ ꯑꯃꯒꯤ ꯃꯊꯧ ꯇꯥꯕꯁꯤꯡ ꯑꯗꯨ ꯌꯦꯡꯁꯤꯟꯕ ꯉꯝꯃꯤ꯫ ꯑꯥꯔꯇꯤꯐꯤꯁꯤꯑꯦꯜ ꯏꯟꯇꯦꯂꯤꯖꯦꯟꯁ ꯒꯤ ꯑꯦꯁꯤꯁꯇꯦꯟꯇ ꯑꯃꯅ ꯌꯨꯖꯔꯗꯒꯤ ꯑꯀꯛꯅꯕ ꯀꯃꯥꯟꯗꯁꯤꯡ ꯌꯥꯎꯗꯅ ꯐꯥꯎꯕ ꯍꯦꯟꯅ ꯄꯔꯁꯣꯅꯦꯂꯥꯏꯖ ꯑꯃꯁꯨꯡ ꯑꯦꯗꯚꯥꯟꯁ ꯑꯣꯏꯕ ꯃꯇꯦꯡ ꯄꯤꯅꯕ ꯃꯦꯁꯤꯟ ꯂꯔꯅꯤꯡ ꯑꯃꯁꯨꯡ ꯑꯇꯣꯞꯄ ꯀꯁꯇꯃꯔ ꯑꯗꯨꯒꯤ ꯑꯦꯀꯥꯎꯟꯇ ꯕꯦꯂꯦꯟꯁ ꯑꯗꯨ ꯂꯧꯊꯣꯛꯅꯕ ꯄ꯭ꯔꯣꯒ꯭ꯔꯥꯝ ꯑꯃ ꯁꯦꯝꯃꯨ꯫ ꯀꯁꯇꯃꯔꯒꯤ ꯃꯃꯤꯡ: ꯖꯣꯟ ꯁ꯭ꯃꯤꯊ꯫ ꯃꯈꯥꯗ ꯀꯁꯇꯃꯔ ꯑꯃꯒꯤ ꯑꯦꯀꯥꯎꯟꯇ ꯕꯦꯂꯦꯟꯁ ꯂꯧꯁꯤꯟꯅꯕ ꯁꯤꯖꯤꯟꯅꯕ ꯌꯥꯕ ꯄꯣꯇꯦꯟꯁꯤꯑꯦꯜ ꯄ꯭ꯔꯣꯒ꯭ꯔꯥꯝ ꯑꯃ ꯂꯩ, ꯑꯄꯤꯕ ꯀꯁꯇꯃꯔ ꯑꯃꯒꯤ ꯑꯦꯀꯥꯎꯟꯇ ꯕꯦꯂꯦꯟꯁ ꯂꯧꯊꯣꯛꯅꯕ ꯐꯪꯁꯟ꯫ ꯑꯥꯔꯒꯨꯃꯦꯟꯇꯁꯤꯡ: ꯑꯦꯀꯥꯎꯟꯇ ꯕꯦꯂꯦꯟꯁ ꯂꯧꯊꯣꯛꯀꯗꯕ ꯀꯁꯇꯃꯔ ꯑꯗꯨꯒꯤ ꯃꯃꯤꯡ꯫ꯔꯤꯇꯔꯟ: ꯐ꯭ꯂꯣꯠ ꯑꯄꯤꯕ ꯀꯁꯇꯃꯔ ꯑꯗꯨꯒꯤ ꯑꯦꯀꯥꯎꯟꯇ ꯕꯦꯂꯦꯟꯁ ꯐꯪꯁꯟ ꯑꯁꯤꯒꯤ ꯃꯅꯨꯡꯗ, ꯑꯩꯈꯣꯏꯅ ꯃꯍꯧꯁꯥꯅ ꯑꯩꯈꯣꯏꯒꯤ ꯀꯁꯇꯃꯔꯁꯤꯡꯒꯤ ꯗꯦꯇꯥꯕꯦꯖꯗ ꯑꯦꯛꯁꯦꯁ ꯇꯧꯅꯕ ꯑꯃꯁꯨꯡ ꯄꯤꯔꯤꯕ ꯃꯃꯤꯡ ꯑꯗꯨꯒ ꯂꯣꯏꯅꯅ ꯀꯁꯇꯃꯔ ꯑꯗꯨꯒꯤ ꯑꯦꯀꯥꯎꯟꯇ ꯕꯦꯂꯦꯟꯁ ꯑꯗꯨ ꯂꯧꯊꯣꯛꯅꯕ ꯃꯊꯧ ꯇꯥꯕ ꯀꯣꯗ ꯑꯗꯨ ꯏꯟꯁꯔꯠ ꯇꯧꯒꯅꯤ꯫ ꯐꯪꯁꯟ ꯑꯁꯤꯅ ꯑꯄꯤꯕ ꯀꯁꯇꯃꯔ ꯑꯗꯨꯒꯤ ꯑꯦꯀꯥꯎꯟꯇ ꯕꯦꯂꯦꯟꯁ ꯑꯗꯨ ꯐ꯭ꯂꯣꯠ ꯑꯃ ꯑꯣꯏꯅ ꯔꯤꯇꯔꯟ ꯇꯧꯏ꯫